ꯗꯦꯞꯊ-ꯐꯔꯁ꯭ꯠ ꯁꯥꯔꯆ ꯑꯦꯜꯒꯣꯔꯤꯊꯝ ꯑꯃꯗ ꯏꯇꯤꯔꯦꯇꯤꯚ ꯗꯤꯄꯅꯤꯡꯒꯤ ꯄꯥꯟꯗꯝ ꯀꯔꯤꯅꯣ? ꯏꯇꯤꯔꯦꯇꯤꯚ ꯗꯤꯄꯅꯤꯡ ꯑꯁꯤ ꯗꯦꯞꯊ-ꯐꯥꯔꯁ꯭ꯠ ꯁꯥꯔꯆ ꯑꯦꯜꯒꯣꯔꯤꯊꯝꯁꯤꯡꯗ ꯁꯤꯖꯤꯟꯅꯕ ꯇꯦꯛꯅꯤꯛ ꯑꯃꯅꯤ ꯃꯁꯤꯗ ꯁꯣꯂꯨꯁꯟ ꯑꯃ ꯐꯪꯗ꯭ꯔꯤꯐꯥꯎꯕ ꯁꯥꯔꯆꯀꯤ ꯗꯦꯞꯊ ꯑꯁꯤ ꯇꯞꯅ ꯇꯞꯅ ꯍꯦꯟꯒꯠꯍꯜꯂꯤ ꯫ ꯏꯇꯤꯔꯦꯇꯤꯚ ꯗꯤꯄꯅꯤꯡꯒꯤ ꯄꯥꯟꯗꯝꯗꯤ ꯗꯦꯞꯊ-ꯐꯥꯔꯁ꯭ꯠ ꯑꯃꯁꯨꯡ ꯕ꯭ꯔꯦꯗ-ꯐꯥꯔꯁ꯭ꯠ ꯁꯥꯔꯆ ꯑꯦꯜꯒꯣꯔꯤꯊꯝꯁꯤꯡꯒꯤ ꯀꯥꯟꯅꯕ ꯝꯑꯁꯤ ꯄꯨꯟꯁꯤꯟꯕꯅꯤ꯫ ꯗꯦꯞꯊ-ꯐꯔꯁ꯭ꯠ ꯁꯥꯔꯆ ꯑꯁꯤ ꯍꯦꯟꯅ ꯁ꯭ꯄꯦꯁ-ꯏꯐꯤꯁꯤꯑꯦꯟꯇ ꯑꯣꯏ ꯃꯔꯝꯗꯤ ꯃꯁꯤꯅ ꯍꯧꯖꯤꯛ ꯂꯩꯔꯤꯕ ꯄꯥꯊ ꯑꯁꯤꯒꯤꯗꯃꯛꯇ ꯅꯣꯗꯁꯤꯡꯒꯤ ꯁ꯭ꯇꯔꯦꯛ ꯑꯃ ꯈꯛꯇꯃꯛ ꯊꯝꯕ ꯃꯊꯧ ꯇꯥꯏ ꯑꯗꯨꯒ ꯕ꯭ꯔꯦꯗ-ꯐꯥꯔꯁ꯭ꯠ ꯁꯥꯔꯆꯅ ꯇ꯭ꯔꯤ ꯂꯦꯚꯦꯜ ꯄꯨꯝꯅꯃꯛ ꯁ꯭ꯇꯣꯔ ꯇꯧꯕ ꯃꯊꯧ ꯇꯥꯏ꯫ ꯑꯗꯨꯝ ꯑꯣꯏꯅꯃꯛ, ꯗꯦꯞꯊ-ꯐꯥꯔꯁ꯭ꯠ ꯁꯥꯔꯆ ꯑꯁꯤ ꯄꯣꯇꯦꯟꯁꯤꯌꯦꯜ ꯑꯣꯏꯅ ꯂꯣꯏꯕ ꯅꯥꯏꯗꯕ ꯁꯥꯈꯥ ꯑꯃꯗ ꯊꯨꯒꯥꯏꯕ ꯌꯥꯏ ꯑꯃꯁꯨꯡ ꯀꯔꯤꯒꯨꯝꯕ ꯑꯃ ꯂꯩꯔꯕꯁꯨ ꯀꯩꯗꯧꯉꯩꯗ ꯁꯣꯂꯨꯁꯟ ꯑꯃ ꯐꯪꯗꯕ ꯌꯥꯏ꯫ ꯏꯇꯤꯔꯦꯇꯤꯚ ꯗꯤꯄꯅꯤꯡꯅ ꯏꯇꯤꯔꯦꯁꯟ ꯈꯨꯗꯤꯡꯃꯛꯇ ꯁꯥꯔꯆꯀꯤ ꯊꯣꯡ ꯂꯣꯠꯁꯤꯟꯗꯨꯅ ꯃꯁꯤꯒꯤ ꯁꯃꯁ꯭ꯌꯥ ꯑꯁꯤ ꯀꯣꯛꯍꯜꯂꯤ, ꯃꯔꯝ ꯑꯗꯨꯅ ꯂꯣꯏꯕ ꯅꯥꯏꯗꯕ ꯁꯥꯈꯥꯁꯤꯡ ꯑꯁꯤ ꯏꯐꯦꯛꯇꯤꯚ ꯑꯣꯏꯅ ꯌꯦꯡꯁꯤꯟꯗꯦ꯫ ꯃꯁꯤꯅꯥ ꯕ꯭ꯔꯦꯗ-ꯐꯥꯔꯁ꯭ꯠ ꯁꯥꯔꯆꯀ ꯃꯥꯟꯅꯅ ꯈ꯭ꯋꯥꯏꯗꯒꯤ ꯋꯥꯡꯕ ꯁꯣꯂꯨꯁꯟ ꯐꯪꯍꯟꯕ ꯉꯝꯍꯟꯗꯨꯅ ꯗꯦꯞꯊ-ꯐꯥꯔꯁ꯭ꯠ ꯁꯥꯔꯆꯀꯤ ꯁ꯭ꯄꯦꯁ-ꯏꯐꯤꯁꯤꯑꯦꯟꯁꯤꯁꯨ ꯊꯝꯂꯤ꯫ ꯃꯁꯤꯒꯤ ꯃꯊꯛꯇ, ꯁꯣꯂꯨꯁꯟ ꯑꯌꯥꯝꯕꯗꯤ ꯃꯈꯥꯒꯤ ꯃꯅꯥꯛꯇ ꯂꯩꯕ ꯎ ꯁꯥꯔꯆꯁꯤꯡꯒꯤ ꯑꯣꯏꯅꯗꯤ ꯏꯇꯤꯔꯦꯇꯤꯚ ꯗꯤꯄꯅꯤꯡ ꯑꯁꯤ ꯕ꯭ꯔꯣꯗ-ꯐꯔꯁ꯭ꯠ ꯁꯥꯔꯆꯇꯒꯤ ꯍꯦꯟꯅ ꯃꯇꯝ ꯌꯥꯝꯅ ꯆꯪꯗꯕ ꯌꯥꯏ ꯃꯔꯝꯗꯤ ꯃꯁꯤꯅ ꯑꯄꯤꯛꯄ ꯊꯥꯛ ꯄꯨꯝꯅꯃꯛ ꯑꯦꯛꯁꯞꯂꯣꯔ ꯇꯧꯕꯒꯤ ꯃꯊꯧ ꯇꯥꯗꯦ꯫ ꯈꯪꯖꯤꯟꯒꯗꯕ ꯑꯃꯅ ꯗꯦꯞꯊ-ꯐꯥꯔꯁ꯭ꯠ ꯁꯥꯔꯆ ꯑꯦꯜꯒꯣꯔꯤꯊꯝ ꯑꯃꯗ ꯏꯇꯤꯔꯦꯇꯤꯛ ꯗꯤꯄꯅꯤꯡꯒꯤ ꯄꯥꯟꯗꯝꯗꯤ ꯗꯦꯞꯊ-ꯐꯥꯔꯁ꯭ꯠ ꯑꯃꯁꯨꯡ ꯕ꯭ꯔꯦꯗ-ꯐꯥꯔꯁ꯭ꯠ ꯁꯥꯔꯆ ꯑꯦꯜꯒꯣꯔꯤꯊꯝ ꯑꯅꯤꯃꯛꯀꯤ ꯈꯨꯗꯣꯡꯆꯥꯕꯁꯤꯡ ꯄꯨꯟꯁꯤꯟꯅꯗꯨꯅ ꯍꯦꯟꯅ ꯏꯐꯤꯁꯤꯌꯦꯟꯇ, ꯃꯄꯨꯡ ꯐꯥꯕ ꯑꯃꯁꯨꯡ ꯑꯣꯞꯇꯤꯃꯦꯜ ꯁꯥꯔꯆ ꯁ꯭ꯇꯔꯦꯇꯦꯖꯤ ꯑꯃ ꯄꯤꯕꯅꯤ꯫ ꯃꯩ ꯁꯤꯖꯤꯟꯅꯕ ꯅꯨꯡꯇꯤꯒꯤ ꯑꯣꯏꯕ ꯄꯣꯠꯁꯛ ꯑꯃꯒꯤ ꯈꯨꯗꯝ ꯑꯃ ꯄꯤꯌꯨ꯫ ꯃꯩ ꯁꯤꯖꯤꯟꯅꯕ ꯅꯨꯡꯇꯤꯒꯤ ꯄꯣꯠꯂꯝ ꯑꯃꯒꯤ ꯈꯨꯗꯝ ꯑꯃꯗꯤ ꯁ꯭ꯃꯥꯔꯠꯐꯣꯟꯅꯤ꯫ ꯃꯤꯌꯥꯝꯅ ꯃꯈꯣꯏꯒꯤ ꯁ꯭ꯃꯥꯔꯠꯐꯣꯟꯁꯤꯡꯗ ꯄꯥꯎ ꯐꯥꯎꯅꯕ, ꯅꯨꯡꯉꯥꯏꯕ ꯐꯣꯡꯗꯣꯛꯄ, ꯊꯕꯛ ꯇꯧꯕ ꯑꯃꯁꯨꯡ ꯑꯇꯣꯞꯄ ꯄꯥꯟꯗꯝꯁꯤꯡꯗ ꯊꯥꯖꯕ ꯊꯝꯂꯤ꯫ ꯁ꯭ꯃꯥꯔꯠꯐꯣꯟꯁꯤꯡꯅ ꯃꯈꯣꯏꯒꯤ ꯕꯦꯠꯇꯔꯤꯁꯤꯡ ꯆꯥꯔꯖ ꯇꯧꯕꯗ, ꯃꯈꯣꯢꯒꯤ ꯗꯤꯁꯄ꯭ꯂꯦꯁꯤꯡꯗ ꯄꯥꯋꯔ ꯄꯤꯅꯕ ꯑꯃꯁꯨꯡ ꯃꯈꯣꯢꯒꯤ ꯃꯅꯨꯡꯒꯤ ꯀꯝꯄꯣꯅꯦꯟꯇꯁꯤꯡ ꯆꯂꯥꯏꯕꯗ ꯏꯂꯦꯛꯇ꯭ꯔꯤꯁꯤꯇꯤ ꯁꯤꯖꯤꯟꯅꯩ꯫ ꯇꯦꯛꯅꯣꯂꯣꯖꯤꯅ ꯑꯦꯝꯄ꯭ꯂꯣꯌꯤꯁꯤꯡꯒꯤ ꯄ꯭ꯔꯗꯛꯇꯤꯕꯤꯇꯤ ꯐꯒꯠꯍꯟꯕ ꯉꯝꯕꯒꯤ ꯃꯑꯣꯡ ꯃꯉꯥꯒꯤ ꯃꯃꯤꯡ ꯊꯣꯟꯕꯤꯌꯨ꯫ ꯑꯣꯇꯣꯃꯦꯁꯟ: ꯇꯦꯛꯅꯣꯂꯣꯖꯤꯅ ꯇꯣꯉꯥꯟ ꯇꯣꯉꯥꯟ-ꯇꯣꯉꯥꯟꯕ ꯇꯝꯊꯤꯕ ꯑꯃꯁꯨꯡ ꯃꯇꯝ ꯌꯥꯝꯅ ꯆꯪꯒꯗꯕ ꯊꯕꯛꯁꯤꯡ, ꯍꯥꯏꯕꯗꯤ ꯗꯦꯇꯥ ꯑꯦꯟꯇ꯭ꯔꯤ ꯑꯃꯁꯨꯡ ꯏꯟꯚꯦꯟꯇꯔꯤ ꯃꯦꯅꯦꯖꯃꯦꯟꯇ ꯑꯁꯤ ꯑꯣꯇꯣꯃꯦꯇꯦꯗ ꯇꯧꯕ ꯉꯝꯃꯤ, ꯃꯁꯤꯅ ꯑꯦꯝꯄ꯭ꯂꯣꯌꯤꯁꯤꯡꯒꯤ ꯃꯇꯝ ꯍꯦꯟꯅ ꯃꯔꯨꯑꯣꯏꯕ ꯑꯃꯁꯨꯡ ꯑꯋꯥꯡꯕ ꯚꯦꯜꯌꯨꯒꯤ ꯊꯕꯛꯁꯤꯡꯗ ꯃꯤꯠꯌꯦꯡ ꯆꯪꯅꯕ ꯐ꯭ꯔꯤ ꯑꯣꯏꯍꯜꯂꯤ꯫ ꯄꯨꯟꯅ ꯊꯕꯛ ꯇꯧꯃꯤꯟꯅꯕ: ꯇꯦꯛꯅꯣꯂꯣꯖꯤꯅ ꯏꯝꯄ꯭ꯂꯣꯌꯤꯁꯤꯡꯅ ꯀꯗꯥꯏꯗ ꯂꯩꯕꯒꯦ ꯍꯥꯏꯕꯗꯨ ꯌꯦꯡꯗꯅ ꯏꯐꯦꯛꯇꯤꯚ ꯑꯣꯏꯕ ꯄꯨꯟꯅ ꯊꯕꯛ ꯇꯧꯃꯤꯟꯅꯕ ꯉꯝꯍꯜꯂꯤ꯫ ꯀ꯭ꯂꯥꯎꯗꯇ ꯌꯨꯝꯐꯝ ꯑꯣꯏꯕ ꯁꯣꯐꯇꯋꯥꯌꯔ, ꯚꯤꯗꯤꯑꯣ ꯀꯟꯐꯔꯦꯟꯁꯤꯡ ꯑꯃꯁꯨꯡ ꯁ꯭ꯂꯦꯛ ꯅꯠꯇ꯭ꯔꯒ ꯃꯥꯏꯀ꯭ꯔꯣꯁꯣꯐꯠ ꯇꯤꯝꯒꯨꯝꯕ ꯀꯣꯂꯥꯕꯣꯔꯦꯁꯟ ꯇꯨꯜꯁꯤꯡꯅ ꯏꯝꯄ꯭ꯂꯣꯌꯤꯁꯤꯡꯅ ꯃꯐꯝ ꯑꯃꯗ ꯂꯩꯇꯕꯁꯨ ꯄꯥꯎ ꯐꯥꯎꯗꯣꯛ-ꯐꯥꯎꯖꯤꯟ ꯇꯧꯕ, ꯁꯦꯌꯔ ꯇꯧꯕ ꯑꯃꯁꯨꯡ ꯄꯨꯟꯅ ꯊꯕꯛ ꯇꯧꯃꯤꯟꯅꯕꯗ ꯂꯥꯏꯍꯜꯂꯤ꯫ ꯏꯟꯐꯣꯔꯃꯦꯁꯟ ꯑꯦꯛꯁꯦꯁ ꯇꯧꯕ: ꯇꯦꯛꯅꯣꯂꯣꯖꯤꯅ ꯏꯝꯄ꯭ꯂꯣꯌꯤꯁꯤꯡꯅ ꯃꯈꯣꯏꯒꯤ ꯊꯕꯛ ꯑꯗꯨ ꯍꯦꯟꯅ ꯏꯐꯦꯛꯇꯤꯚ ꯑꯣꯏꯅ ꯄꯥꯡꯊꯣꯛꯅꯕꯒꯤꯗꯃꯛ ꯃꯊꯧ ꯇꯥꯕ ꯏꯟꯐꯣꯔꯃꯦꯁꯟ ꯑꯗꯨ ꯑꯦꯛꯁꯦꯁ ꯇꯧꯕ ꯑꯃꯁꯨꯡ ꯑꯦꯅꯥꯂꯥꯏꯖ ꯇꯧꯕꯗ ꯂꯥꯏꯍꯜꯂꯤ꯫ ꯈꯨꯗꯝ ꯑꯣꯏꯅ, ꯀꯁꯇꯃꯔ ꯔꯤꯂꯦꯁꯟꯁꯤꯞ ꯃꯦꯅꯦꯖꯃꯦꯟꯇ ꯁꯣꯐꯇꯋꯥꯌꯔꯅ ꯏꯝꯄ꯭ꯂꯣꯌꯤꯁꯤꯡꯗ ꯔꯤꯑꯦꯜ-ꯇꯥꯏꯝ ꯗꯦꯇꯥ ꯑꯃꯁꯨꯡ ꯀꯁꯇꯃꯔꯒꯤ ꯂꯝꯆꯠ-ꯁꯥꯖꯠ, ꯄꯁꯟꯗ ꯑꯃꯁꯨꯡ ꯍꯤꯁꯇ꯭ꯔꯤꯒꯤ ꯃꯇꯥꯡꯗ ꯏꯟꯁꯥꯏꯇꯁꯤꯡ ꯄꯤ꯫ ꯇ꯭ꯔꯦꯅꯤꯡ: ꯇꯦꯛꯅꯣꯂꯣꯖꯤꯅ ꯏꯝꯄ꯭ꯂꯣꯌꯤ ꯇ꯭ꯔꯦꯅꯤꯡ ꯇꯧꯕꯗ ꯂꯥꯏꯊꯣꯛꯍꯟꯕ ꯉꯝꯒꯅꯤ, ꯃꯁꯤꯅ ꯏꯝꯄ꯭ꯂꯣꯌꯤꯁꯤꯡꯅ ꯑꯦꯖꯨꯀꯦꯁꯅꯦꯜ ꯃꯦꯇꯔꯤꯑꯦꯜꯁꯤꯡ ꯑꯦꯛꯁꯦꯁ ꯇꯧꯕꯗ ꯂꯥꯏꯊꯣꯛꯍꯟꯕ ꯉꯝꯒꯅꯤ, ꯚꯔꯆꯨꯑꯦꯜ ꯇ꯭ꯔꯦꯅꯤꯡ ꯁꯦꯁꯟꯁꯤꯡ ꯅꯠꯇ꯭ꯔꯒ ꯁꯦꯃꯤꯅꯥꯔꯁꯤꯡꯗ ꯁꯔꯨꯛ ꯌꯥꯕ ꯑꯃꯁꯨꯡ ꯃꯈꯣꯏꯒꯤ ꯍꯩꯁꯤꯡꯕ ꯍꯦꯅꯒꯠꯍꯟꯕ ꯉꯝꯒꯅꯤ ꯫ ꯃꯁꯤꯅ ꯏꯝꯄ꯭ꯂꯣꯌꯤꯁꯤꯡꯕꯨ ꯍꯦꯟꯅ ꯐꯕ ꯃꯑꯣꯡꯗ ꯊꯕꯛ ꯇꯧꯕꯗ ꯑꯃꯁꯨꯡ ꯃꯈꯣꯢꯒꯤ ꯊꯕꯛꯁꯤꯡꯗ ꯍꯦꯟꯅ ꯄꯣꯠꯊꯣꯛ ꯂꯩꯍꯟꯕꯗ ꯃꯇꯦꯡ ꯄꯥꯡꯒꯅꯤ꯫ ꯇꯥꯏꯝ ꯃꯦꯅꯦꯖꯃꯦꯟꯇ: ꯇꯦꯛꯅꯣꯂꯣꯖꯤꯅ ꯏꯝꯄ꯭ꯂꯣꯌꯤꯁꯤꯡꯕꯨ ꯃꯈꯣꯏꯒꯤ ꯃꯇꯝ ꯑꯃꯁꯨꯡ ꯊꯕꯛꯁꯤꯡ ꯍꯦꯟꯅ ꯐꯖꯅ ꯃꯦꯅꯦꯖ ꯇꯧꯕꯗ ꯃꯇꯦꯡ ꯄꯥꯡꯕ ꯉꯝꯒꯅꯤ꯫ ꯃꯇꯝ ꯂꯦꯞꯄꯒꯤ ꯁꯣꯐꯇꯋꯥꯌꯔ, ꯇꯨ-ꯗꯨ-ꯂꯤꯁ꯭ꯇꯁꯤꯡ ꯑꯃꯁꯨꯡ ꯄ꯭ꯔꯣꯖꯦꯛꯇ ꯃꯦꯅꯦꯖꯃꯦꯟꯇ ꯇꯨꯜꯁꯤꯡꯅ ꯏꯝꯄ꯭ꯂꯣꯌꯤꯁꯤꯡꯗ ꯃꯈꯣꯏꯅ ꯀꯔꯤ ꯇꯧꯒꯗꯒꯦ ꯑꯃꯁꯨꯡ ꯀꯗꯥꯏꯗ ꯇꯧꯒꯗꯒꯦ ꯍꯥꯏꯕꯗꯨ ꯑꯆꯨꯝꯕ ꯃꯑꯣꯡꯗ ꯎꯕ ꯉꯝꯍꯜꯂꯤ, ꯃꯁꯤꯅ ꯃꯈꯣꯏꯒꯤ ꯊꯕꯛꯁꯤꯡꯕꯨ ꯃꯔꯨꯑꯣꯏꯅ ꯂꯧꯕ ꯑꯃꯁꯨꯡ ꯍꯦꯟꯅ ꯏꯐꯤꯁꯤꯑꯦꯟꯇ ꯑꯣꯏꯅ ꯃꯄꯨꯡ ꯐꯥꯍꯟꯕꯗ ꯂꯥꯏꯍꯜꯂꯤ꯫